ꯅꯍꯥꯛꯅꯥ ꯄꯥꯝꯂꯤꯕꯥ ꯅꯣꯕꯦꯜ ꯃꯅꯥ ꯐꯪꯂꯕꯥ ꯃꯤꯑꯣꯏ ꯑꯃꯒꯤ ꯃꯔꯝꯗꯥ ꯕꯥꯏꯑꯣꯒ꯭ꯔꯥꯐꯤꯛ ꯁꯝꯃꯥꯔꯤ ꯑꯃꯥ ꯏꯕꯤꯌꯨ꯫ ꯃꯥꯂꯥꯂꯥ ꯌꯨꯁꯨꯐꯖꯥꯏ ꯑꯁꯤ ꯄꯥꯀꯤꯁꯇꯥꯟꯒꯤ ꯑꯦꯖꯨꯀꯦꯁꯟ ꯑꯃꯁꯨꯡ ꯅꯨꯄꯤꯒꯤ ꯍꯛꯁꯤꯡꯒꯤ ꯑꯦꯛꯇꯤꯕꯤꯇꯤꯁ ꯑꯃꯅꯤ, ꯃꯍꯥꯛꯅꯥ ꯂꯤꯁꯤꯡꯑꯅꯤ ꯆꯥꯝꯇꯔꯥꯃꯔꯤꯗꯥ ꯑꯉꯥꯡꯁꯤꯡ ꯑꯃꯁꯨꯡ ꯅꯍꯥꯁꯤꯡꯕꯨ ꯂꯥꯟꯅꯥ ꯂꯝꯖꯤꯡꯕꯒꯤ ꯃꯥꯌꯣꯛꯇꯥ ꯑꯦꯗꯚꯣꯀꯦꯁꯤꯒꯤ ꯊꯕꯛꯁꯤꯡꯒꯤꯗꯃꯛ ꯅꯣꯕꯦꯜ ꯃꯅꯥ ꯐꯪꯈꯤ, ꯑꯃꯁꯨꯡ ꯑꯉꯥꯡ ꯈꯨꯗꯤꯡꯃꯛꯅꯥ ꯃꯍꯩ-ꯃꯁꯤꯡ ꯇꯝꯕꯒꯤ ꯍꯛ ꯐꯪꯅꯕꯥ ꯃꯍꯥꯛꯀꯤ ꯋꯥꯔꯦꯞ ꯂꯧꯗꯨꯅꯥ ꯂꯥꯟꯊꯦꯡꯅꯈꯤ꯫ ꯇꯔꯥꯃꯥꯄꯟ ꯃꯧꯗ꯭ꯔꯥꯇꯔꯦꯠꯀꯤ ꯖꯨꯂꯥꯏ ꯇꯔꯥꯅꯤꯊꯣꯏꯗꯥ ꯄꯥꯀꯤꯁꯇꯥꯟꯒꯤ ꯃꯤꯡꯒꯣꯔꯥꯗꯥ ꯄꯣꯛꯈꯤꯕꯤ ꯃꯍꯥꯛꯅꯥ ꯃꯃꯤꯡ ꯂꯩꯔꯕꯥ ꯃꯅꯥ ꯑꯁꯤ ꯐꯪꯈꯤꯕꯥ ꯃꯇꯝꯗꯥ ꯆꯍꯤ ꯇꯔꯥꯇꯔꯦꯠ ꯈꯛꯇꯃꯛ ꯁꯨꯔꯝꯃꯤ, ꯃꯗꯨꯅꯥ ꯃꯍꯥꯛꯄꯨ ꯄꯨꯋꯥꯔꯤꯗꯥ ꯈ꯭ꯋꯥꯏꯗꯒꯤ ꯅꯍꯥ ꯑꯣꯏꯕꯥ ꯅꯣꯕꯦꯜ ꯃꯅꯥ ꯐꯪꯂꯕꯥ ꯃꯤꯁꯛ ꯑꯃꯥ ꯑꯣꯏꯍꯟꯈꯤ꯫ ꯄꯁꯇꯨꯟꯒꯤ ꯂꯣꯟꯗꯥ ꯁꯣꯛꯄꯥ ꯍꯥꯏꯅꯥ ꯈꯪꯅꯕꯥ ꯃꯥꯂꯥꯂꯥꯅꯥ ꯆꯍꯤ ꯇꯔꯥꯃꯥꯊꯣꯏ ꯈꯛꯇꯃꯛ ꯁꯨꯔꯛꯄꯗꯥ ꯃꯃꯤꯡ ꯆꯠꯂꯝꯃꯤ, ꯃꯍꯥꯛꯅꯥ ꯇꯥꯂꯤꯕꯥꯟꯒꯤ ꯂꯩꯉꯥꯛꯀꯤ ꯃꯈꯥꯗꯥ ꯍꯤꯡꯂꯤꯕꯥ ꯃꯍꯥꯛꯀꯤ ꯑꯦꯛꯁꯄꯔꯤꯌꯦꯟꯁꯁꯤꯡ ꯑꯃꯁꯨꯡ ꯅꯨꯄꯤꯃꯆꯥꯁꯤꯡꯒꯤ ꯃꯍꯩ-ꯃꯁꯤꯡ ꯇꯝꯕꯒꯤ ꯑꯄꯥꯝꯕꯥ ꯑꯗꯨ ꯑꯀꯨꯞꯄꯥ ꯃꯔꯣꯜ ꯄꯤꯗꯨꯅꯥ ꯎꯔꯗꯨꯒꯤꯗꯃꯛ ꯕ꯭ꯂꯣꯒ ꯑꯃꯥ ꯏꯈꯤ꯫ ꯂꯤꯁꯤꯡ ꯑꯅꯤ ꯇꯔꯥꯅꯤꯊꯣꯏꯗꯥ ꯇꯥꯂꯤꯕꯥꯟꯁꯤꯡꯅꯥ ꯃꯍꯥꯛꯄꯨ ꯍꯥꯠꯅꯕꯥ ꯍꯣꯠꯅꯈꯤ, ꯃꯍꯥꯛꯅꯥ ꯁ꯭ꯀꯨꯜꯗꯒꯤ ꯌꯨꯝꯗꯥ ꯂꯥꯛꯄꯥ ꯕꯁꯇꯥ ꯆꯠꯂꯤꯉꯩꯗꯥ ꯃꯍꯥꯛꯀꯤ ꯃꯀꯣꯛꯇꯥ ꯒꯨꯂꯤ ꯊꯥꯈꯤ꯫ ꯑꯦꯇꯦꯛ ꯑꯁꯤꯅꯥ ꯏꯟꯇꯔꯅꯦꯁꯅꯦꯜ ꯑꯥꯎꯠꯔꯦꯖ ꯊꯣꯛꯍꯟꯈꯤ ꯑꯃꯁꯨꯡ ꯃꯍꯥꯛꯄꯨ ꯄꯨꯟꯁꯤ ꯀꯟꯅꯕꯒꯤ ꯃꯦꯗꯤꯀꯦꯜꯒꯤ ꯂꯥꯌꯦꯡꯒꯤꯗꯃꯛ ꯏꯪꯂꯦꯟꯗꯒꯤ ꯕꯔꯃꯤꯡꯍꯥꯝꯗꯥ ꯎꯔꯦꯞ ꯎꯌꯨꯡ ꯇꯝꯈꯤ꯫ ꯃꯇꯝ ꯑꯗꯨꯗꯒꯤ ꯍꯧꯅꯥ ꯃꯍꯥꯛ ꯑꯦꯖꯨꯀꯦꯁꯟ ꯑꯃꯁꯨꯡ ꯅꯨꯄꯤꯒꯤ ꯍꯛꯁꯤꯡꯒꯤ ꯃꯇꯥꯡꯗꯥ ꯏꯟꯇꯔꯅꯦꯁꯅꯦꯜ ꯐꯤꯒꯔꯍꯦꯗ ꯑꯃꯥ ꯑꯣꯏꯔꯦ꯫ ꯃꯍꯥꯛꯅꯥ ꯃꯐꯝ ꯈꯨꯗꯤꯡꯃꯛꯇꯥ ꯂꯩꯔꯤꯕꯥ ꯅꯨꯄꯤꯃꯆꯥꯁꯤꯡꯅꯥ ꯆꯍꯤ ꯇꯔꯥꯒꯤ ꯈꯨꯖꯤꯡ ꯀꯌꯥ ꯐ꯭ꯔꯤ, ꯁꯦꯐ, ꯃꯒꯨꯟ ꯂꯩꯕꯥ ꯑꯦꯖꯨꯀꯦꯁꯟ ꯐꯪꯍꯟꯅꯕꯥ ꯍꯣꯠꯅꯔꯤꯕꯥ ꯑꯣꯔꯒꯅꯥꯏꯖꯦꯁꯟ ꯑꯃꯥ ꯑꯣꯏꯔꯤꯕꯥ ꯃꯥꯂꯥꯂꯥ ꯐꯟꯗ ꯂꯤꯡꯈꯠꯈꯤ꯫ ꯃꯍꯥꯛꯅꯥ ꯃꯥꯂꯦꯝ ꯁꯤꯟꯕꯥ ꯊꯨꯡꯅꯥ ꯆꯠꯇꯨꯅꯥ ꯅꯨꯄꯤꯃꯆꯥꯁꯤꯡ, ꯃꯈꯣꯏꯒꯤ ꯏꯃꯨꯡ ꯃꯅꯨꯡꯁꯤꯡ, ꯑꯃꯁꯨꯡ ꯔꯥꯖꯅꯤꯇꯤꯒꯤ ꯂꯨꯆꯤꯡꯕꯁꯤꯡꯒꯥ ꯎꯅꯗꯨꯅꯥ ꯃꯍꯥꯛꯀꯤ ꯊꯧꯗꯥꯡꯒꯤꯗꯃꯛ ꯑꯦꯋꯦꯌꯔꯅꯦꯁ ꯄꯤꯈ꯭ꯔꯦ꯫ ꯃꯥꯂꯥꯂꯥꯅꯥ ꯃꯍꯩ-ꯃꯁꯤꯡꯒꯤꯗꯃꯛ ꯂꯥꯟꯊꯦꯡꯅꯔꯤꯕꯥ ꯑꯃꯁꯨꯡ ꯑꯋꯥꯕꯥ ꯇꯥꯔꯕꯥ ꯃꯇꯝꯗꯥ ꯃꯍꯥꯛꯀꯤ ꯊꯧꯅꯥ ꯑꯁꯤꯅꯥ ꯃꯥꯂꯦꯝ ꯁꯤꯟꯕꯥ ꯊꯨꯡꯅꯥ ꯃꯤꯑꯣꯏ ꯂꯥꯈ ꯀꯌꯥꯗꯥ ꯏꯊꯤꯜ ꯄꯤꯈ꯭ꯔꯦ꯫ ꯂꯤꯁꯤꯡꯑꯅꯤ ꯇꯔꯥꯍꯨꯝꯗꯣꯏꯗ ꯃꯍꯥꯛꯄꯨ ꯇꯥꯏꯝ ꯃꯦꯒꯥꯖꯤꯟꯒꯤ ꯈ꯭ꯋꯥꯏꯗꯒꯤ ꯃꯃꯤꯡ ꯆꯠꯄꯥ ꯃꯤꯑꯣꯏ ꯆꯥꯝꯃꯥꯒꯤ ꯃꯅꯨꯡꯗꯥ ꯑꯃꯥ ꯑꯣꯏꯅꯥ ꯈꯟꯈꯤ ꯑꯃꯁꯨꯡ ꯀꯦꯅꯥꯗꯥꯒꯤ ꯅꯥꯒ꯭ꯔꯤꯛ ꯑꯣꯏꯕꯥ ꯑꯃꯁꯨꯡ ꯏꯟꯇꯔꯅꯦꯁꯅꯦꯜꯒꯤ ꯑꯦꯝꯕꯦꯁꯦꯗꯔ ꯑꯣꯐ ꯀꯟꯁꯦꯟꯁ ꯑꯦꯋꯥꯔꯗ ꯌꯥꯎꯅꯥ ꯃꯅꯥ ꯀꯌꯥ ꯄꯤꯗꯨꯅꯥ ꯏꯀꯥꯏ ꯈꯨꯝꯅꯈꯤ꯫ ꯃꯥꯂꯥꯂꯥꯅꯥ ꯅꯨꯄꯤꯃꯆꯥꯁꯤꯡꯒꯤ ꯃꯍꯩ-ꯃꯁꯤꯡ ꯇꯝꯕꯒꯤ ꯊꯧꯗꯥꯡ ꯑꯁꯤ ꯃꯈꯥ ꯇꯥꯅꯥ ꯂꯦꯞꯄꯥ ꯂꯩꯇꯅꯥ ꯆꯦꯝꯄꯤꯌꯟ ꯑꯣꯏꯔꯤ, ꯃꯈꯣꯏ ꯃꯁꯥꯅꯥ ꯇꯧꯕꯥ ꯉꯝꯗꯕꯥ ꯃꯤꯑꯣꯏꯁꯤꯡꯒꯤ ꯍꯛꯁꯤꯡꯒꯤꯗꯃꯛ ꯊꯧꯅꯥ ꯐꯅꯥ ꯋꯥ ꯉꯥꯡꯂꯤ꯫